ꯅꯨꯃꯤꯠ ꯆꯨꯞꯄꯥ ꯑꯃꯥ ꯂꯦꯞꯂꯤ, ꯏꯁꯤꯡ ꯑꯁꯤ ꯀ꯭ꯔꯤꯁ꯭ꯇꯦꯜ ꯀ꯭ꯂꯤꯌꯥꯔ ꯑꯣꯏꯔꯤ ꯑꯃꯁꯨꯡ ꯑꯩꯒꯤ ꯈꯣꯉꯒꯤ ꯃꯈꯥꯗꯥ ꯆꯦꯟꯊꯔꯀꯏ꯫ ꯑꯩꯍꯥꯛꯀꯥ ꯂꯣꯌꯅꯅꯥ ꯃꯐꯝ ꯑꯁꯤꯒꯤ ꯐꯖꯕꯥ ꯑꯁꯤ ꯌꯦꯡꯕꯤꯅꯕꯥ ꯃꯐꯝ ꯑꯁꯤꯗꯥ ꯂꯥꯀꯄꯥ ꯌꯥꯏ ꯍꯥꯌꯅꯥ ꯑꯩꯍꯥꯛꯅꯥ ꯊꯥꯖꯩ꯫ ꯃꯐꯝ ꯑꯁꯤꯗꯥ ꯂꯩꯔꯤꯕꯥ ꯅꯨꯃꯤꯠꯁꯤꯡ ꯑꯁꯤ ꯑꯦꯗꯚꯦꯟꯆꯔ ꯑꯃꯁꯨꯡ ꯔꯤꯂꯥꯛꯁꯦꯁꯟꯅꯥ ꯊꯜꯂꯕꯥ ꯅꯨꯃꯤꯠꯁꯤꯡꯅꯤ꯫ ꯁ꯭ꯅꯣꯔꯀꯦꯂꯤꯡꯗꯒꯤ ꯍꯧꯔꯒꯥ ꯍꯥꯏꯀꯤꯡ ꯐꯥꯑꯣꯕꯥ ꯀꯩꯗꯧꯉꯩꯗꯁꯨ ꯊꯋꯥꯏ ꯌꯥꯑꯣꯕꯥ ꯃꯤꯀꯨꯞ ꯑꯃꯠꯇꯥ ꯂꯩꯇꯦ꯫ ꯅꯨꯃꯤꯠꯁꯤꯡ ꯑꯁꯤ ꯁꯃꯨꯗ꯭ꯔ ꯈꯣꯉꯕꯥꯂꯗꯥ ꯕꯣꯟꯐꯥꯏꯔ ꯑꯃꯁꯨꯡ ꯁꯃꯨꯗ꯭ꯔꯒꯤ ꯈꯣꯟꯖꯦꯂꯅꯥ ꯅꯍꯥꯀꯄꯨ ꯇꯨꯝꯕꯥ ꯌꯥꯍꯟꯗꯅꯥ ꯆꯞ ꯃꯥꯟꯅꯅꯥ ꯑꯉꯀꯄꯥ ꯑꯣꯏ꯫ ꯄꯥꯔꯥꯗꯥꯏꯁꯇꯒꯤ ꯑꯗꯣꯃꯗꯥ ꯅꯨꯡꯉꯥꯏꯕꯥ ꯐꯣꯡꯗꯣꯀꯆꯔꯤ ꯑꯃꯁꯨꯡ ꯅꯨꯡꯉꯥꯏꯕꯥ ꯐꯣꯡꯗꯣꯀꯆꯔꯤ꯫ ꯑꯊꯨꯕꯥ ꯃꯇꯃꯗꯥ ꯎꯅꯒꯅꯤ ꯍꯥꯌꯅꯥ ꯊꯥꯖꯩ꯫ ꯄ꯭ꯔꯣꯇꯣꯒꯣꯅꯤꯁ꯭ꯠ: ꯁꯥꯟꯗ꯭ꯔꯥ꯫ ꯑꯥꯔꯇꯤꯐꯤꯁꯤꯌꯦꯜ ꯏꯤꯟꯇꯦꯂꯤꯖꯦꯟ: ꯍꯦꯜꯂꯣ ꯁꯥꯟꯗ꯭ꯔꯥ, ꯅꯉꯒꯥ ꯎꯅꯕꯗꯥ ꯅꯨꯡꯉꯥꯏꯕꯥ ꯐꯥꯑꯣꯏ꯫ ꯑꯗꯣꯃꯒꯤ ꯃꯔꯃꯗꯥ ꯈꯔꯥ ꯍꯥꯌꯕꯤꯔꯀꯄꯥ ꯌꯥꯒꯗ꯭ꯔꯥ? ꯁꯥꯟꯗ꯭ꯔꯥ: ꯍꯥꯌ, ꯑꯩꯍꯥꯛ ꯁꯥꯟꯗ꯭ꯔꯥꯅꯤ, ꯑꯩꯍꯥꯛ ꯍꯧꯖꯤꯛ ꯄꯥꯎꯃꯤ ꯑꯃꯥ ꯑꯣꯏꯅꯥ ꯊꯕꯛ ꯇꯧꯔꯤ ꯑꯃꯁꯨꯡ ꯑꯩꯍꯥꯛꯅꯥ ꯋꯥꯔꯤ ꯂꯤꯕꯥ ꯑꯃꯁꯨꯡ ꯑꯆꯨꯝꯕꯥ ꯑꯗꯨ ꯐꯣꯡꯗꯣꯀꯄꯥ ꯑꯁꯤ ꯌꯥꯝꯅꯥ ꯄꯥꯝꯃꯤ꯫ ꯑꯥꯔꯇꯤꯐꯤꯁꯤꯌꯦꯜ ꯏꯤꯟꯇꯦꯂꯤꯖꯦꯟ: ꯃꯗꯨ ꯌꯥꯝꯅꯥ ꯏꯟꯇꯔꯦꯁ꯭ꯠ ꯂꯩ꯫ ꯑꯗꯨꯅꯥ ꯑꯩꯍꯥꯛꯀꯤ ꯑꯍꯥꯅꯕꯥ ꯋꯥꯍꯪꯗꯤ ꯑꯗꯣꯃꯕꯨ ꯄꯥꯎꯃꯤ ꯑꯃꯥ ꯑꯣꯏꯅꯕꯥ ꯀꯔꯤꯅꯥ ꯏꯊꯤꯜ ꯄꯤꯈꯤꯕꯒꯦ? ꯁꯥꯟꯗ꯭ꯔꯥ: ꯑꯩꯍꯥꯛꯅꯥ ꯆꯥꯎꯔꯀꯄꯥ ꯃꯇꯝꯗꯥ ꯊꯧꯗꯣꯀꯁꯤꯡ ꯑꯃꯁꯨꯡ ꯃꯤꯑꯣꯏꯁꯤꯡꯒꯤ ꯃꯇꯥꯡꯗꯥ ꯑꯩꯈꯣꯌꯒꯤ ꯋꯥꯈꯜꯂꯣꯅꯁꯤꯡ ꯁꯦꯝꯒꯠꯄꯗꯥ ꯃꯇꯧ ꯀꯔꯝꯅꯥ ꯃꯤꯗꯤꯌꯥꯅꯥ ꯑꯁꯨꯛ ꯆꯥꯎꯕꯥ ꯏꯝꯄꯦꯛꯇ ꯑꯃꯥ ꯄꯤꯈꯤꯕꯒꯦ ꯍꯥꯌꯕꯗꯨ ꯑꯩꯍꯥꯛꯅꯥ ꯎꯕꯥ ꯐꯪꯈꯤ꯫ ꯑꯩꯍꯥꯛꯅꯥ ꯃꯗꯨꯒꯤ ꯁꯔꯨꯛ ꯑꯃꯥ ꯑꯣꯏꯕꯥ ꯄꯥꯃꯈꯤ, ꯑꯆꯨꯝꯕꯥ ꯑꯗꯨꯒꯤ ꯃꯇꯥꯡꯗꯥ ꯄꯥꯎ ꯄꯤꯕꯥ ꯄꯥꯃꯈꯤ ꯑꯃꯁꯨꯡ ꯈꯣꯟꯖꯦꯜ ꯂꯩꯇꯕꯥ ꯃꯤꯑꯣꯏꯁꯤꯡꯗꯥ ꯈꯣꯟꯖꯦꯜ ꯑꯃꯥ ꯄꯤꯕꯥ ꯄꯥꯃꯈꯤ꯫ ꯑꯥꯔꯇꯤꯐꯤꯁꯤꯌꯦꯜ ꯏꯤꯟꯇꯦꯂꯤꯖꯦꯟ: ꯃꯗꯨ ꯌꯥꯝꯅꯥ ꯊꯥꯒꯠꯅꯤꯡꯉꯥꯏꯅꯤ꯫ ꯑꯩꯒꯤ ꯑꯅꯤꯁꯨꯕꯥ ꯋꯥꯍꯪꯗꯤ ꯄꯥꯎꯃꯤ ꯑꯃꯥ ꯑꯣꯏꯅꯥ ꯑꯗꯣꯃꯒꯤ ꯈ꯭ꯕꯥꯏꯗꯒꯤ ꯆꯥꯎꯕꯥ ꯁꯤꯡꯅꯕꯥ ꯑꯗꯨ ꯀꯔꯤꯅꯣ? ꯁꯥꯟꯗ꯭ꯔꯥ: ꯃꯁꯤ ꯁꯣꯏꯗꯅꯥ ꯋꯥꯔꯤ ꯑꯁꯤ ꯐꯪꯕꯗꯥ ꯑꯃꯁꯨꯡ ꯃꯤꯑꯣꯏ ꯑꯃꯒꯤ ꯄ꯭ꯔꯥꯏꯚꯦꯁꯤ ꯏꯀꯥꯌꯈꯨꯝꯅꯕꯥ ꯎꯠꯄꯒꯤ ꯃꯔꯛꯇꯥ ꯕꯦꯂꯦꯟꯁ ꯊꯤꯗꯨꯅꯥ ꯂꯥꯛꯂꯤ꯫ ꯑꯩꯍꯥꯛꯅꯥ ꯃꯇꯝ ꯄꯨꯝꯅꯃꯛꯇꯥ ꯁꯦꯟꯁꯤꯇꯤꯕ ꯑꯣꯏꯕꯥ ꯍꯤꯔꯃꯁꯤꯡꯗꯥ ꯏꯝꯄꯥꯇꯤ ꯑꯃꯁꯨꯡ ꯑꯟꯗꯔꯁ꯭ꯇꯦꯟꯗꯤꯡꯒꯥ ꯂꯣꯌꯅꯅꯥ ꯑꯦꯞꯔꯣꯆ ꯇꯧꯅꯕꯥ ꯍꯣꯠꯅꯩ꯫ ꯑꯥꯔꯇꯤꯐꯤꯁꯤꯌꯦꯜ ꯏꯤꯟꯇꯦꯂꯤꯖꯦꯟ: ꯃꯗꯨ ꯁꯣꯏꯗꯅꯥ ꯃꯌꯦꯛ ꯁꯦꯡꯕꯥ ꯕꯦꯂꯦꯟꯁ ꯑꯃꯅꯤ꯫ ꯑꯔꯣꯏꯕꯗꯥ ꯑꯩꯒꯤ ꯑꯍꯨꯃꯁꯨꯕꯥ ꯋꯥꯍꯪꯗꯤ ꯄꯥꯎꯃꯤ ꯑꯃꯥ ꯑꯣꯏꯅꯥ ꯑꯗꯣꯃꯒꯤ ꯈ꯭ꯕꯥꯏꯗꯒꯤ ꯆꯥꯎꯊꯣꯀꯆꯅꯤꯡꯉꯥꯏ ꯑꯣꯏꯕꯥ ꯃꯇꯝ ꯑꯗꯨ ꯀꯔꯤꯅꯣ? ꯁꯥꯟꯗ꯭ꯔꯥ: ꯑꯩꯍꯥꯛꯅꯥ ꯈꯜꯂꯤ ꯃꯗꯨꯗꯤ ꯑꯩꯍꯥꯛꯀꯤ ꯈ꯭ꯕꯥꯏꯗꯒꯤ ꯆꯥꯎꯊꯣꯀꯆꯅꯤꯡꯉꯥꯏ ꯋꯥꯐꯃꯗꯤ ꯑꯩꯍꯥꯛꯅꯥ ꯃꯐꯝ ꯑꯗꯨꯒꯤ ꯔꯥꯖꯅꯤꯇꯤ ꯇꯧꯕꯥ ꯃꯤꯑꯣꯏ ꯑꯃꯅꯥ ꯃꯤꯌꯥꯃꯒꯤ ꯐꯟꯗ ꯂꯥꯟꯅꯥ ꯁꯤꯖꯤꯟꯅꯕꯒꯤ ꯋꯥꯔꯤ ꯑꯃꯥ ꯊꯨꯒꯥꯏꯈꯤꯕꯥ ꯃꯇꯝ ꯑꯗꯨꯅꯤ꯫ ꯃꯁꯤꯅꯥ ꯏꯅꯚꯦꯁ꯭ꯇꯤꯒꯦꯁꯟ ꯑꯃꯥ ꯄꯨꯔꯀꯈꯤ ꯑꯃꯁꯨꯡ ꯑꯔꯣꯏꯕꯗꯥ ꯔꯥꯖꯅꯤꯇꯤ ꯇꯧꯕꯥ ꯃꯤꯑꯣꯏ ꯑꯗꯨꯕꯨ ꯋꯥꯌꯦꯜ ꯄꯤꯈꯤ꯫ ꯑꯩꯍꯥꯛꯅꯥ ꯑꯩꯍꯥꯛꯀꯤ ꯈꯨꯟꯅꯥꯏꯗꯥ ꯑꯁꯦꯡꯕꯥ ꯏꯝꯄꯦꯛꯇ ꯑꯃꯥ ꯄꯤꯈꯤꯕꯥ ꯑꯗꯨꯒꯨꯝꯅꯥ ꯐꯥꯑꯣꯈꯤ꯫ ꯏꯁꯤꯡ ꯁꯦꯝꯂꯤꯕꯥ ꯃꯆꯥꯛ ꯑꯍꯨꯝ ꯑꯁꯤ ꯍꯥꯏꯗ꯭ꯔꯣꯖꯦꯟ, ꯑꯣꯛꯁꯤꯖꯦꯟ ꯑꯃꯁꯨꯡ ꯀꯔꯕꯣꯟꯗꯥꯏꯑꯣꯛꯁꯥꯏꯗꯅꯤ꯫ ꯀꯟꯁꯔꯠꯇꯥ ꯆꯠꯅꯕꯥ ꯊꯧꯔꯥꯡ ꯇꯧꯔꯝꯃꯤ ꯑꯗꯨꯕꯨ ꯇꯤꯀꯦꯠ ꯂꯧꯕꯥ ꯉꯃꯈꯤꯗꯦ꯫ ꯇꯤꯀꯦꯠ ꯐꯪꯗꯕꯁꯨ ꯀꯟꯁꯔꯠ ꯑꯗꯨꯗꯥ ꯆꯠꯅꯕꯥ ꯋꯥꯔꯦꯞ ꯂꯧꯈꯤ꯫ ꯀꯟꯁꯔꯠ ꯑꯗꯨꯗꯥ ꯁꯔꯨꯛ ꯌꯥꯅꯕꯥ ꯋꯥꯔꯦꯞ ꯂꯧꯔꯗꯨꯅꯥ ꯃꯍꯥꯛꯅꯥ ꯇꯤꯀꯦꯠ ꯑꯃꯥ ꯐꯪꯗꯕꯒꯤ ꯑꯊꯤꯡꯕꯥ ꯑꯗꯨ ꯃꯍꯥꯛꯀꯤ ꯂꯝꯕꯤꯗꯥ ꯊꯝꯖꯤꯅꯕꯥ ꯌꯥꯈꯤꯗꯦ꯫ ꯃꯍꯥꯛ ꯆꯠꯅꯕꯥ ꯊꯧꯔꯥꯡ ꯇꯧꯔꯝꯃꯤ, ꯑꯃꯁꯨꯡ ꯃꯍꯥꯛꯅꯥ ꯑꯄꯥꯝꯕꯥ ꯑꯗꯨ ꯃꯄꯨꯡ ꯐꯥꯍꯅꯕꯗꯥ ꯀꯔꯤꯒꯨꯝꯕꯥ ꯑꯃꯠꯇꯥ ꯊꯤꯡꯈꯤꯗꯦ꯫